ꯁꯔꯁ ꯏꯟꯖꯤꯟ ꯑꯣꯞꯇꯤꯃꯥꯏꯖ‌ꯦꯁꯟ ꯒꯤꯗꯃꯛ ꯐꯒꯠꯍꯟꯅꯕ ꯋꯦꯕꯁꯥꯏꯠ ꯀꯣꯄꯤ ꯑꯁꯤ ꯑꯃꯨꯛ ꯍꯟꯅ ꯏꯕꯤꯌꯨ꯫ ꯑꯩꯈꯣꯏꯒꯤ ꯀꯝꯄꯦꯅꯤ ꯑꯁꯤꯅꯥ ꯊꯧꯔꯝ ꯑꯃꯍꯦꯛꯇꯒꯤꯗꯃꯛ ꯃꯄꯨꯡ ꯐꯥꯕꯥ ꯈꯨꯠꯅ ꯁꯥꯕ, ꯃꯈꯜ ꯑꯃꯒꯤ ꯈꯨꯗꯣꯜꯁꯤꯡ ꯌꯣꯜꯂꯤ꯫ ꯑꯩꯈꯣꯏꯒꯤ ꯀꯝꯄꯦꯅꯤ ꯑꯁꯤꯗꯥ ꯑꯩꯈꯣꯏꯅꯥ ꯇꯁꯦꯡꯅ ꯃꯈꯜ ꯑꯃꯈꯛꯇꯒꯤ ꯑꯣꯏꯕ ꯑꯈꯟꯅꯕ ꯈꯨꯠꯅ ꯁꯥꯕꯥ ꯈꯨꯗꯣꯜꯁꯤꯡ ꯄꯤꯕꯗꯥ ꯑꯈꯟꯅꯕ ꯃꯤꯠꯌꯦꯡ ꯊꯝꯂꯤ꯫ ꯊꯧꯔꯝ ꯑꯃꯍꯦꯛꯇꯒꯤꯗꯃꯛ ꯃꯄꯨꯡ ꯐꯥꯕꯥ ꯄꯣꯠꯂꯝꯁꯤꯡꯒꯤ ꯄꯥꯛ ꯆꯥꯎꯔꯕ ꯔꯦꯟꯖ ꯑꯃꯒꯥ ꯂꯣꯏꯅꯅꯥ, ꯑꯗꯣꯝꯅ ꯑꯈꯟꯅꯕ ꯃꯤꯑꯣꯏ ꯑꯗꯨꯒꯤꯗꯃꯛ ꯌꯥꯝꯅ ꯐꯕꯥ ꯄꯣꯠꯂꯝ ꯑꯗꯨ ꯁꯣꯏꯗꯅ ꯐꯪꯒꯅꯤ꯫ ꯑꯩꯈꯣꯏꯒꯤ ꯑꯥꯔꯇꯤꯁꯥꯟꯁꯤꯡꯅ ꯈꯨꯠꯅ ꯁꯥꯕ ꯄꯣꯠꯊꯣꯛꯁꯤꯡ ꯑꯁꯤ ꯈ꯭ꯋꯥꯏꯗꯒꯤ ꯋꯥꯡꯕ ꯀ꯭ꯋꯥꯂꯤꯇꯤꯒꯤ ꯑꯣꯏ, ꯑꯃꯁꯨꯡ ꯈ꯭ꯋꯥꯏꯗꯒꯤ ꯋꯥꯈꯜ ꯈꯟꯕ ꯈꯨꯗꯣꯜ ꯂꯧꯕ ꯃꯤꯑꯣꯏ ꯐꯥꯎꯕ ꯁꯣꯏꯗꯅ ꯅꯨꯡꯉꯥꯏꯍꯟꯒꯅꯤ꯫ ꯑꯗꯨꯅꯥ ꯀꯔꯤꯒꯤ ꯉꯥꯏꯔꯤꯕꯅꯣ? ꯉꯁꯤ ꯑꯩꯈꯣꯏꯒꯤ ꯈꯟꯒꯠꯂꯕ ꯄꯣꯠꯂꯝꯁꯤꯡ ꯑꯗꯨ ꯕ꯭ꯔꯣꯗ ꯇꯧꯕꯤꯌꯨ ꯑꯃꯁꯨꯡ ꯊꯧꯔꯝ ꯑꯃꯍꯦꯛꯇꯒꯤꯗꯃꯛ ꯃꯄꯨꯡ ꯐꯥꯕꯥ ꯈꯨꯗꯣꯜ ꯑꯗꯨ ꯈꯪꯕꯤꯌꯨ! ꯑꯦꯁꯦ ꯄ꯭ꯔꯣꯝꯞꯇ ꯑꯗꯨꯗꯥ ꯁꯥꯇꯔ ꯑꯗꯨꯅꯥ ꯄꯤꯕꯥ ꯄꯥꯎꯈꯨꯝ ꯑꯗꯨ ꯒ꯭ꯔꯦꯗ ꯇꯧ꯫ ꯑꯦꯁꯦ ꯄ꯭ꯔꯣꯝꯞꯇꯥ ꯃꯍꯩꯔꯣꯏ ꯑꯗꯨꯅ ꯄꯤꯕꯥ ꯄꯥꯎꯈꯨꯝ ꯑꯗꯨ ꯃꯈꯥꯗ ꯄꯤꯔꯤ꯫ ꯑꯍꯥꯟꯕꯥ ꯀꯝꯄꯌꯨꯇꯔ ꯑꯁꯤ ꯆꯍꯤ ꯍꯨꯝꯗꯔꯥ ꯍꯦꯟꯅꯥ ꯃꯃꯥꯡꯗ ꯁꯦꯝꯈꯤꯕꯅꯤ ꯑꯃꯁꯨꯡ ꯃꯈꯣꯏꯅꯥ ꯑꯩꯈꯣꯏꯒꯤ ꯄꯨꯟꯁꯤꯒꯤ ꯃꯑꯣꯡ ꯃꯇꯧꯗꯥ ꯌꯥꯝꯅꯥ ꯆꯥꯎꯅꯥ ꯑꯍꯣꯡꯕꯥ ꯄꯨꯔꯛꯂꯦ꯫ ꯒꯥꯔꯤꯗ ꯂꯩꯕꯥ ꯀꯝꯄꯌꯨꯇꯔꯗꯒꯤ ꯍꯧꯔꯒꯥ ꯁꯤꯐꯅꯤ ꯑꯃꯥ ꯁꯦꯝꯕ ꯉꯝꯕꯥ ꯀꯝꯄꯌꯨꯇꯔ ꯐꯥꯎꯕꯥ, ꯃꯇꯝꯒꯤ ꯃꯇꯨꯡ ꯏꯟꯅꯥ ꯑꯩꯈꯣꯏꯅꯥ ꯀꯅꯥꯒꯨꯝꯕꯥ ꯑꯃꯠꯇꯅꯥ ꯃꯉꯣꯟꯗꯥ ꯊꯥꯖꯗꯕꯥ ꯇꯦꯛꯅꯣꯂꯣꯖꯤꯒꯤ ꯈꯣꯡꯊꯥꯡ ꯀꯌꯥ ꯂꯧꯈꯠꯂꯦ꯫ ꯑꯩꯈꯣꯏꯅ ꯍꯧꯖꯤꯛ ꯈꯣꯟꯖꯦꯜꯒꯤ ꯀꯃꯥꯟꯗꯁꯤꯡ ꯈꯪꯕꯥ ꯉꯝꯕꯥ ꯑꯃꯁꯨꯡ ꯃꯍꯧꯁꯥꯒꯤ ꯂꯣꯟꯗꯥ ꯑꯩꯈꯣꯏꯒꯥ ꯄꯥꯎ ꯐꯥꯎꯅꯕꯥ ꯉꯝꯕꯥ ꯀꯝꯄꯌꯨꯇꯔ ꯂꯩꯔꯦ, ꯑꯩꯈꯣꯏꯅꯥ ꯋꯥꯔꯤ ꯁꯥꯕꯥ ꯃꯇꯝꯗꯥ ꯐꯣꯡꯗꯣꯛꯄꯥ ꯅꯟ-ꯚꯥꯔꯕꯦꯜ ꯑꯦꯛꯁꯄꯔꯦꯁꯟꯁꯤꯡ ꯐꯥꯎꯕꯥ ꯈꯪꯕꯥ ꯉꯝꯂꯦ꯫ ꯄꯤꯔꯤꯕꯥ ꯏꯟꯐꯣꯔꯃꯦꯁꯟ ꯑꯗꯨꯗꯥ ꯌꯨꯝꯐꯝ ꯑꯣꯏꯔꯒꯥ ꯑꯩꯍꯥꯛꯅꯥ ꯂꯥꯏꯔꯤꯛ ꯑꯁꯤꯕꯨ ꯕꯤꯒꯤ ꯒ꯭ꯔꯦꯗ ꯄꯤꯒꯅꯤ, ꯃꯍꯩꯔꯣꯏ ꯑꯗꯨꯅ ꯀꯝꯄꯌꯨꯇꯔꯒꯤ ꯍꯤꯔꯝ ꯑꯃꯁꯨꯡ ꯃꯈꯣꯏꯅꯥ ꯑꯩꯈꯣꯏꯒꯤ ꯄꯨꯟꯁꯤꯗ ꯄꯤꯔꯤꯕꯥ ꯁꯥꯐꯨ ꯑꯗꯨ ꯏꯐꯦꯛꯇꯤꯕ ꯑꯣꯏꯅꯥ ꯈꯪꯍꯜꯂꯤ, ꯇꯦꯛꯅꯣꯂꯣꯖꯤꯗꯥ ꯂꯥꯛꯄꯥ ꯑꯍꯣꯡꯕꯁꯤꯡ ꯑꯗꯨ ꯐꯣꯡꯗꯣꯛꯅꯕꯥ ꯃꯌꯦꯛ ꯁꯦꯡꯕꯥ ꯑꯃꯁꯨꯡ ꯑꯀꯛꯅꯕꯥ ꯈꯨꯗꯝꯁꯤꯡ ꯄꯤꯔꯤ꯫ ꯃꯁꯤꯒꯤ ꯃꯊꯛꯇꯥ, ꯃꯍꯩꯔꯣꯏ ꯑꯗꯨꯅꯥ ꯀꯝꯄꯌꯨꯇꯔꯒꯤ ꯏꯚꯣꯂꯨꯁꯟꯒꯤ ꯃꯇꯥꯡꯗꯥ ꯑꯦꯋꯦꯌꯔꯅꯦꯁ ꯑꯃꯥ ꯎꯠꯂꯤ ꯑꯃꯁꯨꯡ ꯃꯈꯣꯏꯅꯥ ꯚꯣꯏꯁ ꯀꯃꯥꯟꯗꯁꯤꯡ ꯈꯪꯕꯥ ꯉꯝꯕꯒꯤ ꯑꯃꯁꯨꯡ ꯅꯟ-ꯚꯥꯔꯕꯦꯜ ꯑꯦꯛꯁꯄꯔꯦꯁꯟꯁꯤꯡ ꯏꯟꯇꯔꯄꯔꯥꯏꯖ ꯇꯧꯕ ꯉꯝꯕꯒꯤ ꯈꯨꯠꯊꯥꯡꯗꯥ ꯃꯈꯣꯏꯅꯥ ꯀꯔꯝꯅꯥ ꯍꯦꯟꯅꯥ ꯌꯨꯖꯔ ꯐ꯭ꯔꯦꯟꯗꯂꯤ ꯑꯣꯏꯔꯛꯄꯒꯦ ꯍꯥꯏꯕꯗꯨ ꯎꯠꯂ‌ꯦ꯫ ꯑꯗꯨꯝ ꯑꯣꯏꯅꯃꯛ, ꯀꯝꯄꯌꯨꯇꯔꯒꯤ ꯄꯨꯋꯥꯔꯤ ꯑꯃꯁꯨꯡ ꯈꯨꯟꯅꯥꯏ ꯁꯦꯝꯒꯠꯄꯗꯥ ꯃꯈꯣꯏꯒꯤ ꯊꯧꯗꯥꯡꯒꯤ ꯃꯇꯥꯡꯗꯥ ꯍꯦꯟꯅꯥ ꯃꯄꯨꯡ ꯐꯥꯕꯥ ꯈꯟꯅ-ꯅꯩꯅꯕꯥ ꯌꯥꯎꯅ ꯍꯤꯔꯝ ꯑꯁꯤꯒꯤ ꯃꯇꯥꯡꯗ ꯃꯈꯥ ꯇꯥꯅꯥ ꯊꯤꯖꯤꯟꯕ ꯑꯃꯁꯨꯡ ꯑꯦꯅꯥꯂꯥꯏꯁꯤꯁ ꯇꯧꯕꯗꯒꯤ ꯂꯥꯏꯔꯤꯛ ꯑꯁꯤꯅꯥ ꯀꯥꯟꯅꯕ ꯐꯪꯂꯕ ꯌꯥꯏ꯫